ꯁꯥꯏꯟꯁ ꯑꯦꯖꯨꯀꯦꯁꯟꯒꯤ ꯃꯔꯨꯑꯣꯏꯕꯒꯤ ꯃꯇꯥꯡꯗꯥ ꯄ꯭ꯔꯥꯏꯟꯁ ꯑꯃꯒꯤ ꯋꯥꯔꯤ ꯑꯃꯥ ꯏꯕꯤꯌꯨ꯫ ꯁꯥꯏꯟꯁ ꯑꯦꯖꯨꯀꯦꯁꯟ ꯑꯦꯁ ꯃꯣꯗꯔꯟ ꯁꯣꯁꯥꯏꯇꯤꯒꯤ ꯇꯉꯥꯏꯐꯗꯕꯥ ꯁꯔꯨꯛ ꯑꯃꯅꯤ, ꯃꯁꯤꯅꯥ ꯃꯍꯩꯔꯣꯏꯁꯤꯡꯗꯥ ꯑꯔꯨꯕꯥ ꯋꯥꯐꯝꯁꯤꯡꯒꯥ ꯂꯥꯟꯊꯦꯡꯅꯅꯕꯥ ꯑꯃꯁꯨꯡ ꯋꯥꯈꯜ ꯇꯥꯕꯥ ꯋꯥꯔꯦꯞꯁꯤꯡ ꯂꯧꯅꯕꯥ ꯃꯊꯧ ꯇꯥꯕꯥ ꯂꯧꯁꯤꯡ ꯑꯃꯁꯨꯡ ꯍꯩꯁꯤꯡꯕꯥ ꯄꯤꯔꯤ꯫ ꯃꯁꯤꯅꯥ ꯃꯍꯩꯔꯣꯌꯁꯤꯡꯗꯥ ꯃꯈꯣꯢꯒꯤ ꯑꯀꯣꯢꯕꯗꯥ ꯂꯩꯔꯤꯕꯥ ꯃꯥꯂꯦꯝ ꯑꯁꯤꯒꯤ ꯃꯇꯥꯡꯗꯥ ꯋꯥꯍꯪ ꯍꯪꯅꯕꯥ ꯑꯃꯁꯨꯡ ꯄꯥꯎꯈꯨꯝ ꯄꯤꯅꯕꯥ ꯄꯨꯛꯅꯤꯡ ꯊꯧꯒꯠꯇꯨꯅꯥ ꯋꯥꯈꯜ ꯈꯟꯕꯥ ꯑꯃꯁꯨꯡ ꯑꯉꯛꯄꯥ ꯄꯣꯛꯍꯜꯂꯤ꯫ ꯁꯥꯏꯟꯁ ꯑꯦꯖꯨꯀꯦꯁꯟꯅꯥ ꯃꯍꯩꯔꯣꯌꯁꯤꯡꯗꯥ ꯄꯣꯠꯁꯛ ꯑꯃꯁꯨꯡ ꯏꯅꯔꯖꯤꯒꯤ ꯈ꯭ꯋꯥꯏꯗꯒꯤ ꯃꯔꯨ ꯑꯣꯏꯕꯥ ꯋꯥꯈꯜꯂꯣꯟꯁꯤꯡꯗꯒꯤ ꯍꯧꯔꯒꯥ ꯃꯤꯑꯣꯏꯕꯒꯤ ꯍꯛꯆꯥꯡ ꯑꯃꯁꯨꯡ ꯃꯍꯧꯁꯥꯒꯤ ꯃꯥꯂꯦꯝꯒꯤ ꯀꯝꯄ꯭ꯂꯦꯛꯁ ꯑꯣꯏꯕꯁꯤꯡ ꯐꯥꯎꯕꯥ ꯇꯣꯉꯥꯟ ꯇꯣꯉꯥꯟꯕꯥ ꯐꯤꯚꯝꯁꯤꯡ ꯑꯃꯁꯨꯡ ꯊꯧꯑꯣꯡꯁꯤꯡꯒꯤ ꯃꯇꯥꯡꯗꯥ ꯑꯆꯦꯠꯄꯥ ꯋꯥꯈꯜꯂꯣꯟ ꯑꯃꯥ ꯁꯦꯝꯒꯠꯄꯗꯨꯁꯨ ꯃꯇꯦꯡ ꯄꯥꯡꯏ꯫ ꯃꯁꯤꯒꯤ ꯈꯣꯟꯖꯦꯜ ꯌꯥꯡꯅꯥ ꯍꯣꯡꯂꯛꯂꯤꯕꯥ ꯃꯥꯂꯦꯝ ꯑꯁꯤꯗꯥ ꯁꯥꯏꯟꯁ ꯑꯦꯖꯨꯀꯦꯁꯟ ꯑꯁꯤ ꯍꯥꯟꯅꯗꯒꯤ ꯍꯦꯟꯅꯥ ꯃꯔꯨꯑꯣꯏ꯫ ꯑꯅꯧꯕꯥ ꯇꯦꯛꯅꯣꯂꯣꯖꯤꯁꯤꯡ ꯑꯃꯁꯨꯡ ꯑꯅꯧꯕꯥ ꯊꯧꯑꯣꯡꯁꯤꯡꯅꯥ ꯑꯩꯈꯣꯢꯒꯤ ꯄꯨꯟꯁꯤꯕꯨ ꯃꯈꯥ ꯇꯥꯅꯥ ꯁꯦꯃꯒꯠꯂꯛꯄꯒꯥ ꯂꯣꯢꯅꯅꯥ ꯃꯍꯩꯔꯣꯏꯁꯤꯡꯅꯥ ꯁꯥꯏꯟꯁꯇꯥ ꯑꯆꯦꯠꯄꯥ ꯌꯨꯝꯐꯝ ꯑꯃꯥ ꯂꯩꯕꯥ ꯑꯁꯤ ꯌꯥꯝꯅꯥ ꯃꯔꯨ ꯑꯣꯏ, ꯃꯗꯨꯅꯥ ꯑꯩꯈꯣꯢꯅꯥ ꯗꯤꯕꯦꯂꯞꯃꯦꯟꯇꯁꯤꯡ ꯑꯁꯤꯕꯨ ꯈꯪꯕꯥ ꯑꯃꯁꯨꯡ ꯃꯔꯤ ꯂꯩꯅꯍꯟꯕꯥ ꯉꯃꯒꯅꯤ꯫ ꯏꯟꯖꯤꯅꯤꯌꯔꯤꯡ, ꯃꯦꯗꯤꯁꯤꯟ, ꯅꯠꯇ꯭ꯔꯒꯥ ꯀꯝꯄ꯭ꯌꯨꯇꯔ ꯁꯥꯏꯟꯁꯒꯨꯝꯕꯥ ꯑꯦꯁ. ꯇꯤ. ꯏ. ꯑꯦꯝ. ꯒꯤ ꯂꯃꯁꯤꯡꯗꯥ ꯀꯦꯔꯤꯌꯔ ꯂꯧꯅꯕꯥ ꯑꯥꯁꯥ ꯇꯧꯔꯤꯕꯥ ꯃꯍꯩꯔꯣꯏꯁꯤꯡꯒꯤꯗꯃꯛꯇꯁꯨ ꯁꯥꯏꯟꯁ ꯑꯦꯖꯨꯀꯦꯁꯟ ꯑꯁꯤ ꯌꯥꯝꯅꯥ ꯃꯔꯨꯑꯣꯏ꯫ ꯃꯁꯤꯗꯥ ꯅꯠꯇꯅꯥ ꯁꯥꯏꯟꯁ ꯑꯦꯖꯨꯀꯦꯁꯟꯅꯥ ꯃꯍꯩꯔꯣꯏꯁꯤꯡꯗꯥ ꯀ꯭ꯔꯤꯇꯤꯀꯦꯜ ꯊꯤꯡꯀꯤꯡ ꯁ꯭ꯀꯤꯜꯁꯤꯡ ꯑꯃꯁꯨꯡ ꯁꯥꯏꯟꯇꯤꯐꯤꯛ ꯂꯤꯇ꯭ꯔꯦꯁꯤ ꯁꯦꯝꯒꯠꯄꯗꯥ ꯃꯇꯦꯡ ꯄꯥꯡꯏ꯫ ꯑꯦꯛꯁꯄꯔꯤꯃꯦꯟꯇꯁꯤꯡ ꯀꯔꯝꯅꯥ ꯗꯤꯖꯥꯏꯟ ꯇꯧꯒꯅꯤ, ꯗꯦꯇꯥ ꯑꯦꯅꯥꯂꯥꯏꯖ ꯇꯧꯒꯅꯤ ꯑꯃꯁꯨꯡ ꯔꯤꯖꯜꯇꯁꯤꯡ ꯏꯟꯇꯔꯄ꯭ꯔꯥꯏꯖ ꯇꯧꯒꯅꯤ ꯍꯥꯢꯕꯥ ꯇꯝꯕꯅꯥ ꯃꯍꯩꯔꯣꯏꯁꯤꯡꯅꯥ ꯌꯥꯝꯅꯥ ꯀꯨꯞꯅꯥ ꯑꯃꯁꯨꯡ ꯂꯣꯖꯤꯀꯦꯜ ꯑꯣꯏꯅꯥ ꯈꯅꯕꯒꯤ, ꯄꯔꯃꯥꯟꯁꯤꯡ ꯏꯚꯥꯂꯨꯑꯦꯠ ꯇꯧꯕꯥ ꯑꯃꯁꯨꯡ ꯋꯥꯈꯜ ꯇꯥꯕꯥ ꯋꯥꯔꯦꯞ ꯂꯧꯕꯒꯤ ꯇꯧꯕꯥ ꯉꯝꯕꯁꯤꯡ ꯁꯦꯃꯒꯠꯂꯤ꯫ ꯃꯁꯤꯅꯥ ꯃꯈꯣꯢꯕꯨ ꯏꯟꯐꯣꯔꯃꯦꯁꯟꯒꯤ ꯁꯦꯚꯤ ꯀꯟꯖꯨꯃꯔꯁꯤꯡ ꯑꯣꯏꯍꯅꯕꯗꯥ ꯃꯇꯦꯡ ꯄꯥꯡꯏ, ꯁꯣꯔꯁꯁꯤꯡꯒꯤ ꯊꯥꯖꯕꯥ ꯌꯥꯕꯥ ꯑꯗꯨ ꯏꯚꯥꯜꯌꯨꯑꯦꯠ ꯇꯧꯕꯥ ꯉꯝꯕꯥ ꯑꯃꯁꯨꯡ ꯐꯦꯛꯇ ꯑꯃꯁꯨꯡ ꯐꯤꯛꯁꯟꯒꯤ ꯃꯔꯛꯇꯥ ꯈꯦꯠꯅꯕꯥ ꯊꯝꯕꯥ ꯉꯃꯍꯜꯂꯤ꯫ ꯁꯥꯏꯟꯁ ꯑꯦꯖꯨꯀꯦꯁꯟꯗꯁꯨ ꯌꯥꯝꯅꯥ ꯂꯥꯞꯅꯥ ꯂꯩꯕꯥ ꯈꯨꯟꯅꯥꯏꯒꯤ ꯀꯥꯟꯅꯕꯁꯤꯡ ꯂꯩꯔꯤ꯫ ꯃꯁꯤꯅꯥ ꯁꯥꯏꯟꯇꯤꯐꯤꯛ ꯑꯣꯏꯕꯥ ꯃꯑꯣꯡꯗꯥ ꯂꯥꯏꯔꯤꯛ ꯍꯩꯕꯥ ꯃꯤꯁꯤꯡ ꯑꯃꯥ ꯁꯦꯃꯒꯠꯄꯗꯥ ꯃꯇꯦꯡ ꯄꯥꯡꯏ꯫ ꯃꯈꯣꯢꯅꯥ ꯁꯥꯏꯟꯇꯤꯐꯤꯛ ꯑꯣꯏꯕꯥ ꯋꯥꯐꯝꯁꯤꯡꯒꯤ ꯃꯇꯥꯡꯗꯥ ꯃꯤꯌꯥꯝꯒꯤ ꯋꯥꯔꯣꯜꯁꯤꯡꯗꯥ ꯑꯔꯊ ꯂꯩꯅꯥ ꯁꯔꯨꯛ ꯌꯥꯕꯥ ꯉꯝꯕꯥ ꯃꯤꯁꯤꯡ ꯑꯃꯥ ꯁꯦꯝꯒꯠꯄꯗꯥ ꯃꯇꯦꯡ ꯄꯥꯡꯏ꯫ ꯃꯁꯤ ꯃꯔꯨꯑꯣꯏꯅꯥ ꯀ꯭ꯂꯥꯏꯃꯦꯠ ꯆꯦꯟꯖ, ꯇꯤꯀꯥ ꯊꯥꯕꯥ, ꯑꯃꯁꯨꯡ ꯖꯦꯅꯦꯇꯤꯛ ꯏꯟꯖꯤꯅꯤꯌꯔꯤꯡꯒꯨꯝꯕꯥ ꯋꯥꯈꯜ ꯋꯥꯕꯥ ꯋꯥꯐꯃꯁꯤꯡ ꯂꯥꯛꯄꯥ ꯃꯇꯝꯗꯥ ꯃꯔꯨ ꯑꯣꯏ, ꯃꯐꯝ ꯑꯗꯨꯗꯥ ꯁꯥꯏꯟꯇꯤꯐꯤꯛ ꯂꯤꯇ꯭ꯔꯦꯁꯤ ꯑꯁꯤ ꯋꯥꯈꯜ ꯇꯥꯕꯥ ꯋꯥꯔꯦꯞ ꯂꯧꯕꯗꯥ ꯃꯔꯨ ꯑꯣꯏ꯫ ꯂꯣꯏꯁꯤꯜꯂꯛꯄꯗꯥ, ꯁꯥꯏꯟꯁ ꯑꯦꯖꯨꯀꯦꯁꯟ ꯑꯁꯤ ꯃꯍꯩꯔꯣꯏꯁꯤꯡꯒꯤ ꯄꯔꯁꯣꯅꯦꯜ, ꯑꯦꯀꯥꯗꯦꯃꯤꯛ ꯑꯃꯁꯨꯡ ꯀꯦꯔꯤꯌꯔ ꯗꯤꯕꯦꯂꯄꯃꯦꯟꯇꯀꯤꯗꯃꯛ ꯑꯃꯁꯨꯡ ꯈꯨꯟꯅꯥꯏ ꯑꯄꯨꯟꯕꯒꯤ ꯌꯥꯏꯐꯅꯕꯥ ꯌꯥꯝꯅꯥ ꯃꯔꯨꯑꯣꯏ꯫ ꯃꯁꯤꯅꯥ ꯃꯍꯩꯔꯣꯏꯁꯤꯡꯗꯥ ꯃꯈꯣꯢꯒꯤ ꯑꯀꯣꯢꯕꯗꯥ ꯂꯩꯔꯤꯕꯥ ꯃꯥꯂꯦꯝ ꯑꯁꯤꯕꯨ ꯈꯪꯅꯕꯥ ꯌꯥꯝꯅꯥ ꯀꯨꯞꯅꯥ ꯑꯃꯁꯨꯡ ꯂꯣꯖꯤꯀꯦꯜ ꯑꯣꯏꯅꯥ ꯈꯟꯕꯥ ꯑꯃꯁꯨꯡ ꯋꯥꯈꯜ ꯇꯥꯕꯥ ꯋꯥꯔꯦꯞ ꯂꯧꯕꯒꯤ ꯂꯧꯁꯤꯡ ꯑꯃꯁꯨꯡ ꯍꯩꯁꯤꯡꯕꯥ ꯄꯤꯔꯤ꯫ ꯑꯁꯤꯒꯨꯝꯕꯥ ꯃꯑꯣꯡꯗꯥ ꯁꯥꯏꯟꯁ ꯑꯦꯖꯨꯀꯦꯁꯟꯗꯥ ꯃꯊꯧ ꯇꯥꯕꯥ ꯄꯨꯛꯅꯤꯡ ꯆꯪꯕꯥ ꯑꯃꯁꯨꯡ ꯔꯤꯁꯣꯁꯔꯁꯤꯡ ꯄꯤꯕꯥ ꯑꯁꯤ ꯌꯥꯝꯅꯥ ꯃꯔꯨꯑꯣꯏ ꯃꯗꯨꯅꯥ ꯇꯨꯡꯒꯤ ꯃꯤꯔꯣꯜꯁꯤꯡꯅꯥ ꯃꯇꯝ ꯄꯨꯝꯅꯃꯛꯇꯥ ꯍꯣꯡꯂꯛꯂꯤꯕꯥ ꯃꯥꯂꯦꯝ ꯑꯁꯤꯗꯥ ꯃꯈꯥ ꯇꯥꯅꯥ ꯍꯤꯡꯗꯨꯅꯥ ꯂꯩꯕꯥ ꯉꯃꯒꯅꯤ꯫